ꯇꯦꯛꯁ ꯗꯦꯇꯥ ꯁꯦꯡꯗꯣꯛꯅꯕꯒꯤꯗꯃꯛ ꯃꯍꯧꯁꯥꯅ ꯁꯤꯖꯤꯟꯅꯕ ꯃꯦꯊꯗ ꯑꯅꯤ ꯄꯟꯕꯤꯌꯨ꯫ ꯇꯦꯛꯁ ꯗꯦꯇꯥ ꯑꯁꯤ ꯑꯌꯥꯝꯕꯅ ꯑꯦꯅꯥꯂꯥꯏꯖ ꯇꯧꯕ ꯅꯠꯇꯔꯒꯥ ꯃꯦꯁꯤꯟ ꯂꯔꯅꯤꯡ ꯃꯣꯗꯦꯜꯁꯤꯡꯗ ꯄꯤꯗ꯭ꯔꯤꯉꯩꯒꯤ ꯃꯃꯥꯡꯗ ꯁꯦꯡꯗꯣꯛꯄ ꯑꯃꯁꯨꯡ ꯄ꯭ꯔꯤꯄꯔꯣꯁꯦꯁ ꯇꯧꯕ ꯃꯊꯧ ꯇꯥꯏ꯫ ꯑꯃꯁꯨꯡ ꯅ ꯇꯦꯛꯁ ꯑꯦꯅꯥꯂꯥꯏꯁꯤꯁꯇꯥ ꯑꯀꯥꯏꯕ ꯄꯤꯕ ꯌꯥꯏ ꯑꯃꯁꯨꯡ ꯑꯌꯥꯝꯕꯅ ꯇꯦꯛꯁꯇꯒꯤ ꯂꯧꯊꯣꯛꯏ꯫ ꯃꯁꯤ ꯇꯣꯉꯥꯟ ꯇꯣꯉꯥꯟꯕ ꯃꯦꯊꯗꯁꯤꯡ ꯁꯤꯖꯤꯟꯅꯗꯨꯅ ꯇꯧꯕ ꯌꯥꯏ, ꯃꯗꯨꯗꯤ ꯔꯦꯒꯨꯂꯥꯔ ꯑꯦꯛꯁꯄꯔꯦꯁꯟ ꯅꯠꯇꯔꯒꯥ ꯄꯥꯏꯊꯣꯟꯗ ꯇ꯭ꯔꯥꯟꯁꯂꯦꯠ ꯑꯁꯤꯅꯆꯤꯡꯕ꯫ ꯂꯣꯌꯔꯀꯦꯁꯤꯡ ꯇꯦꯛꯁ ꯗꯦꯇꯥ ꯑꯁꯤ ꯑꯌꯥꯝꯕꯅ ꯂꯣꯌꯔ ꯀꯦꯁꯇ ꯑꯣꯟꯊꯣꯛꯇꯨꯅ ꯃꯁꯤꯕꯨ ꯁ꯭ꯇꯦꯟꯗꯔꯗ ꯑꯣꯏꯍꯟꯅꯕ ꯑꯃꯁꯨꯡ ꯊꯕꯛ ꯇꯧꯕꯗ ꯂꯥꯏꯊꯣꯛꯍꯜꯂꯤ꯫ ꯃꯁꯤ ꯑꯦꯜꯒꯣꯔꯤꯊꯝ ꯑꯁꯤꯅ ꯆꯞ ꯃꯥꯟꯅꯕ ꯋꯥꯍꯩ ꯑꯃꯒꯤ ꯀꯦꯄꯤꯇꯦꯂꯥꯏꯖ ꯑꯃꯁꯨꯡ ꯅꯟ-ꯀꯦꯄꯤꯇꯦꯂꯥꯏꯖ ꯇꯧꯔꯕ ꯚꯔꯖꯟ ꯑꯁꯤ ꯇꯣꯉꯥꯟ ꯇꯣꯉꯥꯟꯕ ꯑꯣꯏꯅ ꯂꯧꯗꯅꯕ ꯇꯧꯏ, ꯈꯨꯗꯝ ꯑꯣꯏꯅ, 'ꯑꯦꯄꯜ' ꯑꯃꯁꯨꯡ 'ꯑꯦꯄꯜ' ꯑꯁꯤ ꯂꯣꯌꯔꯀꯦꯁꯇꯥ ꯑꯣꯟꯊꯣꯛꯂꯕ ꯃꯇꯨꯡꯗ ꯆꯞ ꯃꯥꯟꯅꯕ ꯋꯥꯍꯩ ꯑꯣꯏꯅ ꯂꯧꯒꯅꯤ꯫ ꯍꯥꯏꯔꯤꯕ ꯄꯥꯝꯕꯩ ꯑꯅꯤ ꯑꯁꯤ ꯍꯧꯔꯛꯐꯝ ꯈꯛꯇꯅꯤ ꯑꯃꯁꯨꯡ ꯑꯦꯅꯥꯂꯥꯏꯁꯤꯁꯀꯤ ꯃꯊꯧ ꯇꯥꯕꯁꯤꯡꯒꯤ ꯃꯇꯨꯡ ꯏꯟꯅ, ꯑꯇꯣꯞꯄ ꯁꯦꯡꯗꯣꯛꯄꯒꯤ ꯈꯣꯡꯊꯥꯡ ꯀꯌꯥ ꯑꯃ, ꯍꯥꯏꯕꯗꯤ ꯏꯁ꯭ꯇꯣꯞ ꯋꯥꯔꯗꯁꯤꯡ ꯂꯧꯊꯣꯛꯄ, ꯁ꯭ꯇꯦꯃꯤꯡ, ꯂꯦꯝꯃꯦꯇꯥꯏꯖꯦꯁꯟ, ꯅꯠꯇꯔꯒꯥ ꯇꯣꯀꯟꯅꯥꯏꯖꯦꯁꯟ ꯑꯁꯤ ꯃꯊꯧ ꯇꯥꯕ ꯌꯥꯏ꯫ ꯃꯦꯗꯤꯇꯦꯔꯦꯅꯤꯌꯟ ꯗꯥꯏꯇꯀꯤ ꯃꯇꯥꯡꯗ ꯁꯟꯗꯣꯛꯅ ꯇꯥꯛꯄꯤꯌꯨ꯫ ꯃꯦꯗꯤꯇꯦꯔꯦꯅꯤꯌꯟ ꯗꯥꯏꯠ ꯑꯁꯤ ꯊꯝꯃꯣꯏꯗ ꯍꯛꯆꯥꯡ ꯐꯅ ꯂꯩꯅꯕ ꯆꯥꯅꯕ ꯊꯧꯔꯥꯡ ꯑꯃꯅꯤ, ꯃꯁꯤꯗ ꯃꯅꯥ-ꯃꯁꯤꯡ, ꯎꯍꯩ-ꯋꯥꯍꯩ, ꯍꯣꯜ ꯒ꯭ꯔꯦꯟ, ꯁꯪꯒꯣꯝ, ꯅꯠ ꯑꯃꯁꯨꯡ ꯁꯤꯗꯁꯤꯡ, ꯑꯃꯁꯨꯡ ꯑꯣꯂꯤꯚ ꯑꯣꯏꯜꯒꯨꯝꯕ ꯍꯛꯁꯦꯜ ꯐꯕ ꯐꯦꯠꯁꯤꯡꯗ ꯑꯀꯟꯕ ꯃꯤꯠꯌꯦꯡ ꯊꯝꯂꯤ꯫ ꯒ꯭ꯔꯤꯁ, ꯏꯇꯥꯂꯤ, ꯑꯃꯁꯨꯡ ꯏꯁ꯭ꯄꯦꯒꯨꯝꯕꯥ ꯃꯦꯗꯤꯇꯦꯔꯦꯅꯤꯌꯟ ꯁꯃꯨꯗ꯭ꯔꯒꯥ ꯉꯝꯈꯩꯗ ꯂꯩꯕ ꯂꯩꯕꯥꯛꯁꯤꯡꯒꯤ ꯇ꯭ꯔꯦꯗꯤꯁ꯭ꯅꯦꯜ ꯗꯥꯏꯑꯦꯇꯦꯔꯤ ꯄꯦꯇꯔꯟꯁꯤꯡꯗꯒꯤ ꯏꯊꯤꯜ ꯂꯧꯗꯨꯅ ꯃꯁꯤꯅ ꯃꯔꯨꯑꯣꯏꯅ ꯄꯥꯝꯕꯤꯗ ꯌꯨꯝꯐꯝ ꯑꯣꯏꯕ ꯆꯤꯟꯖꯥꯛꯁꯤꯡ, ꯂꯣꯏꯅꯅ ꯅꯨꯃꯤꯠ ꯈꯨꯗꯤꯡꯒꯤ ꯌꯥꯝꯗ꯭ꯔꯕꯗ ꯑꯅꯤꯔꯛ ꯉꯥ ꯑꯃꯁꯨꯡ ꯁꯃꯨꯗ꯭ꯔꯒꯤ ꯆꯤꯟꯖꯥꯛꯁꯤꯡ, ꯑꯃꯁꯨꯡ ꯃꯌꯥꯏ ꯑꯣꯏꯕ ꯆꯥꯡꯗ ꯄꯣꯜꯇꯔꯤ, ꯉꯥ, ꯆꯦꯡ ꯆꯥꯕ ꯄ꯭ꯔꯃꯣꯠ ꯇꯧꯔꯤ꯫ ꯑꯃꯁꯨꯡ ꯌꯣꯒꯔ ꯌꯥꯑꯣꯔꯤ꯫ ꯂꯥꯜꯍꯧꯒꯤ ꯃꯅꯥ-ꯃꯁꯤꯡ ꯑꯁꯤ ꯌꯥꯝꯅ ꯍꯟꯊꯅ ꯊꯛꯏ, ꯑꯃꯁꯨꯡ ꯃꯆꯤꯟꯖꯥꯛ ꯑꯃꯁꯨꯡ ꯄ꯭ꯔꯣꯁꯦꯁ ꯇꯧꯔꯕ ꯆꯤꯟꯖꯥꯛꯁꯤꯡ ꯑꯁꯤ ꯃꯌꯥꯏ ꯑꯣꯏꯅ ꯆꯥꯅꯕ ꯄꯥꯎꯇꯥꯛ ꯄꯤꯔꯤ꯫ ꯗꯥꯏꯠ ꯑꯁꯤꯅ ꯂꯧꯎ-ꯁꯤꯡꯎꯒꯤ ꯃꯍꯨꯠꯇ ꯃꯅꯥ-ꯃꯁꯤꯡ ꯑꯃꯁꯨꯡ ꯃꯁꯛ ꯃꯑꯣꯡꯁꯤꯡ ꯁꯤꯖꯤꯟꯅꯕꯗꯁꯨ ꯄꯨꯛꯅꯤꯡ ꯊꯧꯒꯠꯂꯤ, ꯑꯃꯁꯨꯡ ꯍꯛꯆꯥꯡ ꯐꯅ ꯂꯩꯕ ꯑꯃꯁꯨꯡ ꯑꯇꯣꯞꯄꯁꯤꯡꯒꯥ ꯂꯣꯏꯅꯅ ꯆꯥꯅꯕ ꯅꯨꯡꯉꯥꯏꯕꯒꯤ ꯃꯔꯨꯑꯣꯏꯕꯗꯁꯨ ꯑꯀꯟꯕ ꯋꯥꯐꯝ ꯊꯝꯂꯤ꯫ ꯔꯤꯁꯔꯆꯅ ꯇꯥꯛꯂꯤ ꯃꯗꯨꯗꯤ ꯃꯦꯗꯤꯇꯦꯔꯦꯅꯤꯌꯟ ꯗꯥꯏꯠ ꯉꯥꯛꯅ ꯆꯠꯄꯅ ꯍꯥꯔꯇꯀꯤ ꯂꯥꯏꯅ, ꯑꯀꯛꯅꯕ ꯃꯈꯜꯒꯤ ꯀꯦꯟꯁꯔ, ꯇꯥꯏꯞ ꯑꯅꯤ ꯗꯥꯏꯕꯦꯇꯤꯁ ꯑꯃꯁꯨꯡ ꯑꯇꯩ ꯀ꯭ꯔꯣꯅꯤꯛ ꯂꯥꯏꯅꯁꯤꯡꯒꯤ ꯔꯤꯛꯁ ꯍꯟꯊꯍꯟꯕ ꯌꯥꯏ꯫ ꯃꯁꯤꯅ ꯑꯔꯨꯝꯕ ꯍꯟꯊꯍꯟꯕ ꯑꯃꯁꯨꯡ ꯑꯄꯨꯟꯕ ꯑꯣꯏꯅ ꯍꯛꯆꯥꯡ ꯐꯅꯥ ꯂꯩꯅꯕ ꯑꯔꯨꯝꯕ ꯌꯦꯡꯁꯤꯟꯗ ꯃꯇꯦꯡ ꯄꯥꯡꯕꯗꯁꯨ ꯏꯐꯦꯛꯇꯤꯕ ꯑꯣꯏ ꯍꯥꯏꯕ ꯈꯪꯂꯦ꯫